ꯃꯥꯏꯀ꯭ꯔꯣꯁꯣꯐꯠ ꯋꯥꯔꯗ ꯁꯤꯖꯤꯟꯅꯗꯨꯅ ꯔꯤꯖ꯭ꯌꯨꯝ ꯂꯦꯑꯥꯎꯠ ꯑꯃ ꯗꯤꯖꯥꯏꯟ ꯇꯧꯕ꯫ ꯃꯥꯏꯀ꯭ꯔꯣꯁꯣꯐꯠ ꯋꯥꯔꯗ ꯁꯤꯖꯤꯟꯅꯗꯨꯅ ꯔꯤꯖ꯭ꯌꯨꯝ ꯂꯦꯑꯥꯎꯠ ꯑꯃ ꯗꯤꯖꯥꯏꯟ ꯇꯧꯅꯕ, ꯁ꯭ꯇꯦꯞꯁꯤꯡ ꯑꯁꯤ ꯏꯟꯒꯗꯕꯅꯤ: ꯃꯥꯏꯀ꯭ꯔꯣꯁꯣꯐꯠ ꯋꯥꯔꯗ ꯍꯥꯡꯗꯣꯛꯎ ꯑꯃꯁꯨꯡ ꯑꯅꯧꯕ ꯗꯣꯛꯀꯨꯃꯦꯟꯇ ꯑꯃ ꯁꯦꯝꯃꯨ꯫ ꯃꯊꯛꯀꯤ ꯃꯦꯅꯨꯗꯒꯤ, 'ꯄꯦꯖ ꯂꯦꯑꯥꯎꯠ' ꯈꯟꯕꯤꯌꯨ ꯑꯃꯁꯨꯡ ꯅꯍꯥꯛꯀꯤ ꯔꯤꯖ꯭ꯌꯨꯝꯒꯤꯗꯃꯛ ꯃꯇꯤꯛ ꯆꯥꯕ ꯃꯥꯔꯖꯤꯟ ꯑꯃꯁꯨꯡ ꯁꯥꯏꯖ ꯈꯜꯂꯨ꯫ 'ꯍꯣꯝ' ꯇꯦꯞꯇ, ꯐꯣꯟꯇ ꯑꯣꯞꯁꯟꯁꯤꯡꯗꯒꯤ ꯅꯍꯥꯛꯅ ꯄꯥꯝꯂꯤꯕ ꯐꯣꯟꯇ ꯁ꯭ꯇꯥꯏꯜ, ꯁꯥꯏꯖ ꯑꯃꯁꯨꯡ ꯃꯆꯨ ꯈꯜꯂꯨ꯫ ꯃꯊꯪꯗ, ꯅꯍꯥꯛꯀꯤ ꯔꯤꯖ꯭ꯌꯨꯝꯗ ꯅꯍꯥꯛꯅ ꯀꯔꯤ ꯀꯦꯇꯦꯒꯣꯔꯤꯁꯤꯡ ꯄꯥꯝꯂꯤꯕꯒꯦ ꯍꯥꯌꯕꯗꯨ ꯈꯟꯅꯕꯤꯌꯨ꯫ ꯀꯃꯟ ꯑꯣꯏꯕ ꯀꯦꯇꯦꯒꯣꯔꯤ ꯈꯔꯗꯤ ꯃꯈꯥꯗ ꯄꯤꯔꯤꯕꯁꯤꯡꯁꯤꯅꯤ: ꯄ꯭ꯔꯣꯐꯥꯏꯜꯒꯤ ꯁꯝꯖꯤꯟꯅꯐꯝ ꯊꯕꯛꯀꯤ ꯑꯦꯛꯁꯄꯤꯔꯤꯑꯦꯟꯁ ꯑꯦꯖꯨꯀꯦꯁꯟ ꯁ꯭ꯀꯤꯜꯁꯤꯡ ꯁꯔꯇꯤꯐꯤꯀꯦꯁꯟ ꯑꯃꯁꯨꯡ ꯑꯦꯋꯥꯔꯗꯁꯤꯡ ꯔꯤꯐ꯭ꯔꯦꯟꯁꯁꯤꯡ ꯅꯍꯥꯛꯀꯤ ꯃꯤꯡ, ꯀꯟꯇꯦꯛꯇ ꯏꯟꯐꯣꯔꯃꯦꯁꯟ (ꯐꯣꯟ ꯅꯝꯕꯔ, ꯏꯃꯦꯏꯜ, ꯑꯦꯗ꯭ꯔꯦꯁ), ꯑꯃꯁꯨꯡ ꯀꯔꯤꯒꯨꯝꯕ ꯄꯥꯝꯂꯕꯗꯤ, ꯄ꯭ꯔꯣꯐꯦꯁ꯭ꯅꯦꯜ ꯐꯣꯇꯣ ꯑꯃ꯫ ꯅꯍꯥꯛꯀꯤ ꯄ꯭ꯔꯣꯐꯥꯏꯜ ꯁꯣꯃꯥꯔꯤꯒꯤꯗꯃꯛ ꯁꯦꯛꯁꯟ ꯑꯃ ꯍꯥꯞꯆꯤꯜꯂꯨ꯫ ꯃꯁꯤꯅ ꯅꯍꯥꯛꯀꯤ ꯑꯦꯛꯁꯄꯤꯔꯤꯌꯦꯟꯁ, ꯁ꯭ꯀꯤꯜꯁꯤꯡ ꯑꯃꯁꯨꯡ ꯑꯦꯆꯤꯄꯃꯦꯟꯇꯁꯤꯡꯒꯤ ꯃꯇꯥꯡꯗ ꯁꯝꯖꯤꯟꯅꯍꯟꯒꯗꯕꯅꯤ꯫ ꯁꯦꯛꯁꯟ ꯑꯁꯤꯒꯤꯗꯃꯛꯇ ꯕꯣꯜꯗ ꯍꯦꯗꯤꯡ ꯑꯃ ꯁꯤꯖꯤꯟꯅꯧ, ꯑꯃꯁꯨꯡ ꯋꯥꯍꯩ ꯑꯗꯨ ꯃꯌꯦꯛ ꯁꯦꯡꯕ, ꯀꯨꯞꯅ ꯑꯃꯁꯨꯡ ꯄꯥꯕ ꯌꯥꯕ ꯑꯣꯏꯕ꯭ꯔ ꯍꯥꯌꯕꯗꯨ ꯌꯦꯡꯎ꯫ ꯍꯧꯖꯤꯛ ꯅꯍꯥꯛꯀꯤ ꯊꯕꯛꯀꯤ ꯑꯦꯛꯁꯄꯤꯔꯤꯌꯦꯟꯁꯇꯒꯤ ꯍꯧꯔꯒ ꯅꯍꯥꯛꯅ ꯈꯟꯈꯤꯕ ꯑꯇꯣꯞꯄ ꯀꯦꯇꯦꯒꯣꯔꯤꯁꯤꯡ ꯑꯗꯨ ꯍꯥꯞꯆꯤꯜꯂꯨ꯫ ꯁꯦꯛꯁꯟ ꯈꯨꯗꯤꯡꯃꯛꯀꯤ ꯕꯣꯜꯗ ꯍꯦꯗꯤꯡꯁꯤꯡ ꯁꯤꯖꯤꯟꯅꯧ, ꯑꯃꯁꯨꯡ ꯄꯥꯔꯤꯕ ꯃꯤꯑꯣꯏ ꯑꯗꯨꯅ ꯏꯟꯐꯣꯔꯃꯦꯁꯟ ꯑꯗꯨ ꯁ꯭ꯀꯦꯟ ꯇꯧꯕꯗ ꯍꯦꯟꯅ ꯂꯥꯌꯍꯟꯅꯕ ꯕꯨꯂꯦꯠ ꯄꯣꯏꯟꯇꯁꯤꯡ ꯁꯤꯖꯤꯟꯅꯅꯕ ꯈꯟꯅꯧ꯫ ꯁꯦꯡꯂꯕ ꯑꯃꯁꯨꯡ ꯑꯣꯔꯒꯥꯅꯥꯏꯖ ꯇꯧꯔꯕ ꯂꯦꯑꯥꯎꯠ ꯑꯃ ꯁꯦꯝꯅꯕ 'ꯇꯦꯕꯜ' ꯐꯤꯆꯔ ꯁꯤꯖꯤꯟꯅꯧ꯫ ꯈꯨꯗꯝ ꯑꯣꯏꯅ, 'ꯋꯥꯔꯛ ꯑꯦꯛꯁꯄꯤꯔꯤꯑꯦꯟꯁ' ꯁꯦꯛꯁꯟꯗ, ꯅꯍꯥꯛꯅ ꯀꯂꯝ ꯑꯅꯤ ꯂꯩꯕ ꯇꯦꯕꯜ ꯑꯃ ꯁꯦꯝꯕ ꯌꯥꯏ: ꯇꯥꯡ ꯑꯃꯁꯨꯡ ꯊꯕꯛꯀꯤ ꯃꯤꯡꯊꯣꯜ, ꯑꯃꯗ ꯊꯕꯛꯀꯤ ꯃꯁꯛ ꯇꯥꯛꯄ, ꯑꯃꯁꯨꯡ ꯑꯦꯆꯤꯞꯃꯦꯟꯇꯁꯤꯡ, ꯑꯃꯁꯨꯡ ꯑꯇꯣꯞꯄ ꯑꯃꯗ ꯀꯝꯄꯅꯤꯁꯤꯡ ꯑꯃꯁꯨꯡ ꯊꯕꯛ ꯁꯨꯕꯒꯤ ꯃꯐꯝꯁꯤꯡ꯫ 'ꯑꯦꯖꯨꯀꯦꯁꯟ' ꯁꯦꯛꯁꯟꯒꯤꯗꯃꯛ, ꯏꯟꯁꯇꯤꯇ꯭ꯌꯨꯁꯟꯁꯤꯡꯒꯤ ꯃꯃꯤꯡ, ꯒ꯭ꯔꯦꯖꯨꯑꯦꯁꯟꯒꯤ ꯇꯥꯡ, ꯐꯪꯈꯤꯕ ꯗꯤꯒ꯭ꯔꯤꯁꯤꯡ, ꯑꯃꯁꯨꯡ ꯑꯣꯅꯔ ꯅꯇ꯭ꯔꯒ ꯑꯦꯋꯥꯔꯗ ꯑꯃꯠꯇ ꯌꯥꯑꯣꯍꯟꯒꯗꯕꯅꯤ꯫ ꯀꯔꯤꯒꯨꯝꯕ ꯃꯔꯤ ꯂꯩꯅꯕ ꯑꯣꯏꯔꯕꯗꯤ, ꯅꯍꯥꯛꯅ ꯀꯣꯔꯁꯋꯥꯔꯛ ꯑꯃꯁꯨꯡ ꯃꯔꯤ ꯂꯩꯅꯕ ꯑꯦꯀꯥꯗꯦꯃꯤꯛ ꯄ꯭ꯔꯣꯖꯦꯛꯇ ꯑꯃ ꯍꯦꯛꯇꯁꯨ ꯌꯥꯎꯍꯟꯕ ꯌꯥꯏ꯫ 'ꯁ꯭ꯀꯤꯜꯁ' ꯁꯦꯛꯁꯟꯗ, ꯅꯍꯥꯛꯀꯤ ꯃꯔꯤ ꯂꯩꯅꯕ ꯁ꯭ꯀꯤꯜꯁꯤꯡ ꯑꯗꯨ ꯕꯨꯂꯦꯠꯀꯤ ꯃꯑꯣꯡꯗ ꯂꯤꯁ꯭ꯠ ꯇꯧ, ꯀꯔꯤꯒꯨꯝꯕ ꯃꯊꯧ ꯇꯥꯔꯕꯗꯤ ꯀꯦꯇꯦꯒꯣꯔꯤꯒꯤ ꯃꯇꯨꯡꯏꯟꯅ ꯒ꯭ꯔꯨꯞ ꯇꯧ꯫ ꯅꯍꯥꯛꯅ ꯑꯦꯄ꯭ꯂꯥꯏ ꯇꯧꯔꯤꯕ ꯊꯕꯛ ꯑꯗꯨꯒ ꯃꯥꯟꯅꯕ ꯀꯤ-ꯋꯥꯔꯗꯁꯤꯡ ꯁꯤꯖꯤꯟꯅꯧ꯫ ꯑꯔꯣꯏꯕꯗ, ꯃꯈꯣꯌꯒꯤ ꯃꯁꯥꯒꯤ ꯁꯦꯛꯁꯟꯁꯤꯡꯗ ꯁꯔꯇꯤꯐꯤꯀꯦꯠ, ꯑꯦꯋꯥꯔꯗ, ꯚꯣꯂꯨꯟꯇꯤꯌꯔꯒꯤ ꯊꯕꯛ, ꯄꯕ꯭ꯂꯤꯀꯦꯁꯟꯁꯤꯡ, ꯅꯠꯇ꯭ꯔꯒ ꯑꯇꯣꯞꯄ ꯃꯔꯤ ꯂꯩꯅꯕ ꯏꯟꯐꯣꯔꯃꯦꯁꯟ ꯑꯃꯠꯇ ꯌꯥꯑꯣꯍꯟꯒꯗꯕꯅꯤ꯫ ꯗꯣꯛꯀꯨꯃꯦꯟꯇ ꯑꯗꯨꯒꯤ ꯑꯔꯣꯏꯕ ꯑꯞꯗꯦꯠꯀꯤ ꯄꯦꯖ ꯅꯝꯕꯔ ꯑꯃꯁꯨꯡ ꯇꯥꯡ ꯌꯥꯎꯕ ꯐ꯭ꯌꯆꯔ ꯑꯃ ꯍꯥꯞꯆꯤꯟꯕ ꯀꯥꯎꯔꯣꯏꯗꯕꯅꯤ꯫ ꯅꯍꯥꯛꯀꯤ ꯔꯤꯖ꯭ꯌꯨꯝ ꯑꯗꯨ ꯆꯦꯛꯁꯤꯟꯅ ꯄ꯭ꯔꯨꯐ ꯔꯤꯗ ꯇꯧ, ꯁ꯭ꯄꯦꯂꯤꯡ ꯑꯃꯁꯨꯡ ꯒ꯭ꯔꯥꯃꯥꯔꯒꯤ ꯑꯁꯣꯏꯕꯁꯤꯡ ꯑꯗꯨ ꯆꯦꯛ ꯇꯧꯕꯇ ꯅꯠꯇꯅ ꯐꯣꯔꯃꯦꯇꯤꯡ ꯀꯟꯁꯤꯁ꯭ꯇꯦꯟꯁꯤꯁꯨ ꯌꯦꯡꯎ꯫ ꯄꯥꯎꯇꯥꯛ: ꯃꯥꯏꯀ꯭ꯔꯣꯁꯣꯐꯠ ꯋꯥꯔꯗꯇ ꯂꯩꯕꯥ ꯔꯤꯖ꯭ꯌꯨꯝ ꯇꯦꯝꯄ꯭ꯂꯦꯠ ꯀꯌꯥꯒꯤ ꯃꯅꯨꯡꯗ ꯑꯃꯕꯨ ꯁꯤꯖꯤꯟꯅꯅꯕ ꯈꯟꯅꯕꯤꯌꯨ꯫ ꯅꯍꯥꯛꯅ ꯍꯥꯌꯔꯤꯕꯁꯤꯡ ꯑꯁꯤ 'ꯐꯥꯏꯜ' ꯇꯦꯕ ꯈꯟꯗꯨꯅ ꯑꯃꯁꯨꯡ ꯃꯗꯨꯒꯤ ꯃꯇꯨꯡꯗ 'ꯇꯦꯝꯄ꯭ꯂꯦꯠꯇꯒꯤ ꯑꯅꯧꯕ' ꯈꯟꯗꯨꯅ ꯑꯦꯛꯁꯦꯁ ꯇꯧꯕ ꯌꯥꯒꯅꯤ꯫ ꯍꯥꯌꯔꯤꯕꯁꯤꯡ ꯑꯁꯤꯅ ꯅꯍꯥꯛꯀꯤ ꯔꯤꯖ꯭ꯌꯨꯝ ꯑꯗꯨ ꯃꯃꯥꯡꯉꯩꯗꯒꯤ ꯁꯦꯝꯒꯠꯄ ꯃꯊꯧ ꯇꯥꯗꯅ ꯃꯤꯠꯌꯦꯡꯗ ꯌꯦꯡꯅꯤꯡꯉꯥꯏ ꯑꯣꯏꯕ ꯑꯃꯁꯨꯡ ꯄ꯭ꯔꯣꯐꯦꯁ꯭ꯅꯦꯜ ꯑꯣꯏꯕ ꯂꯨꯛ ꯑꯃ ꯄꯤꯕ ꯉꯝꯒꯅꯤ꯫"